ꯃꯈꯥꯗ ꯄꯤꯔꯤꯕ ꯅꯝꯕꯔꯁꯤꯡ ꯑꯁꯤ ꯂꯦꯞꯊꯣꯛꯅꯕ ꯀꯣꯗ ꯑꯃ ꯏꯌꯨ꯫ ꯌꯨꯖꯔ: ꯍꯥꯢ ꯆꯦꯇꯕꯣꯠ ꯑꯩꯒꯤ ꯍꯣꯝ ꯋꯥꯔꯛ ꯇꯧꯕꯗ ꯃꯇꯦꯡ ꯄꯥꯡꯕ ꯌꯥꯒꯗ꯭ꯔꯥ? ꯆꯦꯇꯕꯣꯠ: ꯇꯁꯦꯡꯅ ꯀꯔꯤ ꯍꯤꯔꯝꯗ ꯃꯇꯦꯡ ꯃꯊꯧ ꯇꯥꯔꯤꯕꯒꯦ? ꯌꯨꯖꯔ: ꯑꯩꯅꯥ ꯃꯦꯊꯁꯇꯥ ꯃꯇꯦꯡ ꯃꯊꯧ ꯇꯥꯏ ꯃꯔꯨꯑꯣꯏꯅ ꯀꯦꯜꯀꯨꯂꯁꯇꯥ꯫ ꯆꯦꯇꯕꯣꯠ: ꯑꯩꯅꯥ ꯃꯇꯦꯡ ꯄꯥꯡꯕꯗ ꯅꯨꯡꯉꯥꯏꯕ ꯐꯥꯎꯒꯅꯤ ꯑꯗꯣꯝꯅ ꯀꯔꯤ ꯑꯀꯛꯅꯕ ꯁꯃꯁ꯭ꯌꯥ ꯑꯃꯗ ꯊꯕꯛ ꯇꯧꯔꯤꯕꯒꯦ? ꯌꯨꯖꯔ: ꯑꯩꯅꯥ ꯐꯡꯀꯁꯟ ꯑꯃꯒꯤ ꯗꯦꯔꯤꯕꯦꯇꯤꯕ ꯊꯤꯕꯒꯤ ꯊꯕꯛ ꯇꯧꯔꯤ꯫ ꯆꯦꯇꯕꯣꯠ: ꯑꯋꯥꯕ ꯑꯃꯠꯇ ꯂꯩꯇꯦ ꯐꯡꯀꯁꯟ ꯑꯃꯒꯤ ꯗꯦꯔꯤꯕꯦꯇꯤꯕ ꯑꯁꯤꯅ ꯃꯁꯤꯒꯤ ꯚꯦꯔꯤꯑꯦꯕꯜ ꯑꯃꯒꯤ ꯃꯇꯥꯡꯗ ꯐꯡꯀꯁꯟ ꯑꯗꯨꯗ ꯌꯥꯝꯅ ꯅꯦꯝꯕ ꯑꯍꯣꯡꯕ ꯑꯃꯥ ꯄꯨꯔꯛꯏ꯫ ꯗꯦꯔꯤꯕꯦꯇꯤꯕ ꯑꯗꯨ ꯊꯤꯅꯕꯒꯤꯗꯃꯛ ꯅꯍꯥꯛꯅ ꯄꯥꯋꯔ ꯔꯨꯜ ꯅꯠꯇ꯭ꯔꯒ ꯗꯤꯐꯦꯟꯁ ꯔꯨꯜ ꯑꯗꯨ ꯁꯤꯖꯤꯟꯅꯕ ꯌꯥꯏ꯫ ꯑꯗꯣꯝꯅ ꯍꯦꯟꯅ ꯑꯀꯨꯞꯄꯥ ꯃꯔꯣꯜ ꯅꯠꯇ꯭ꯔꯒ ꯈꯨꯗꯝ ꯑꯃ ꯄꯥꯝꯕꯤꯕꯔꯥ? ꯑꯥꯔꯇꯤꯐꯤꯁꯤꯑꯦꯜ ꯏꯟꯇꯤꯂꯤꯖꯦꯟꯁ ꯒꯤ ꯊꯤꯖꯤꯟꯕꯒꯤ ꯍꯤꯔꯝ ꯑꯃ ꯄꯤꯌꯨ꯫ ꯍꯤꯁ꯭ꯇꯣꯒ꯭ꯔꯥꯝ ꯏꯛꯌꯨꯏꯂꯥꯏꯖꯦꯁꯟ ꯍꯥꯌꯕꯁꯤ ꯀꯔꯤꯅꯣ? ꯍꯤꯁ꯭ꯇꯣꯒ꯭ꯔꯥꯝ ꯏꯀꯨꯏꯂꯥꯏꯖꯦꯁꯟ ꯑꯁꯤ ꯏꯃꯦꯖ ꯑꯃꯒꯤ ꯄꯤꯛꯁꯦꯜ ꯏꯟꯇꯦꯟꯁꯤꯇꯤ ꯚꯦꯜꯌꯨꯁꯤꯡꯒꯤ ꯗꯤꯁꯇ꯭ꯔꯤꯕ꯭ꯌꯨꯁꯟ ꯑꯗꯨ ꯑꯦꯗꯖꯁ꯭ꯠ ꯇꯧꯗꯨꯅ ꯀꯟꯇ꯭ꯔꯁ꯭ꯠ ꯍꯦꯟꯒꯠꯍꯟꯅꯕ ꯁꯤꯖꯤꯟꯅꯕ ꯏꯃꯦꯖ ꯄ꯭ꯔꯣꯁꯦꯁꯤꯡ ꯇꯦꯛꯅꯤꯛ ꯑꯃꯅꯤ ꯍꯥꯢꯕꯗꯤ ꯏꯟꯇꯦꯟꯁꯤꯇꯤ ꯚꯦꯜꯌꯨꯁꯤꯡ ꯑꯁꯤ ꯑꯣꯏꯊꯣꯛꯄ ꯌꯥꯕ ꯚꯦꯜꯌꯨꯁꯤꯡꯒꯤ ꯔꯦꯟꯖ ꯄꯨꯝꯅꯃꯛꯇ ꯍꯦꯟꯅ ꯃꯥꯟꯅꯕ ꯃꯑꯣꯡꯗ ꯁꯟꯗꯣꯛꯍꯜꯂꯤ꯫ ꯃꯁꯤꯅ ꯁꯛꯇꯝꯁꯤꯡꯗ ꯃꯔꯨꯑꯣꯏꯅ ꯁꯛꯇꯝꯒꯤ ꯑꯃꯝꯕ ꯅꯠꯇ꯭ꯔꯒ ꯃꯉꯥꯜ ꯂꯩꯕꯥ ꯃꯐꯝꯁꯤꯡꯗꯥ ꯑꯇꯣꯞꯄ ꯃꯑꯣꯡ ꯑꯃꯗ ꯀꯟꯠꯔꯁ꯭ꯠ ꯅꯦꯝꯅ ꯂꯩꯕꯅ ꯃꯔꯝ ꯑꯣꯏꯗꯨꯅ ꯊꯨꯒꯥꯏꯔꯛꯄ ꯌꯥꯕ ꯃꯐꯝꯁꯤꯡꯗ ꯃꯌꯦꯛ ꯁꯦꯡꯕ ꯑꯀꯨꯞꯄ ꯃꯔꯣꯜꯁꯤꯡ ꯑꯃꯁꯨꯡ ꯂꯣꯠꯁꯤꯜꯂꯕ ꯃꯑꯣꯡ ꯃꯇꯧꯁꯤꯡ ꯐꯣꯡꯗꯣꯛꯄꯗ ꯃꯇꯦꯡ ꯄꯥꯡꯏ꯫ ꯍꯤꯁ꯭ꯇꯣꯒ꯭ꯔꯥꯝ ꯏꯀꯨꯏꯂꯥꯏꯖꯦꯁꯟꯒꯤ ꯊꯧꯑꯣꯡ ꯑꯁꯤꯅ ꯁꯛꯐꯝ ꯑꯗꯨꯒꯤ ꯄꯤꯛꯁꯦꯜ ꯏꯟꯇꯦꯟꯁꯤꯇꯤ ꯚꯦꯜꯌꯨꯁꯤꯡꯒꯤ ꯍꯤꯁ꯭ꯇꯣꯒ꯭ꯔꯥꯝ ꯑꯗꯨ ꯂꯦꯞꯊꯣꯛꯄ ꯑꯃꯁꯨꯡ ꯃꯗꯨꯒꯤ ꯃꯇꯨꯡꯗ ꯍꯤꯁ꯭ꯇꯣꯒ꯭ꯔꯥꯝꯗ ꯌꯨꯝꯐꯝ ꯑꯣꯏꯕ ꯀ꯭ꯌꯨꯃꯨꯂꯦꯇꯤꯕ ꯗꯤꯁꯇ꯭ꯔꯤꯕ꯭ꯌꯨꯁꯟ ꯐꯡꯀꯁꯟ ꯑꯃ ꯁꯦꯝꯕ ꯌꯥꯎꯏ꯫ ꯃꯗꯨꯒꯤ ꯃꯇꯨꯡꯗ ꯁꯛꯐꯝ ꯑꯗꯨꯗ ꯂꯩꯔꯤꯕ ꯄꯤꯛꯁꯦꯜ ꯏꯟꯇꯦꯟꯁꯤꯇꯤ ꯚꯦꯜꯌꯨꯁꯤꯡ ꯑꯗꯨ ꯏꯟꯇꯦꯟꯁꯤꯇꯤ ꯚꯦꯜꯌꯨ ꯈꯨꯗꯤꯡꯃꯛ ꯀ꯭ꯌꯨꯃꯨꯂꯦꯇꯤꯕ ꯗꯤꯁꯇ꯭ꯔꯤꯕ꯭ꯌꯨꯁꯟ ꯐꯡꯀꯁꯟ ꯇꯥ ꯌꯨꯝꯐꯝ ꯑꯣꯏꯕ ꯑꯅꯧꯕ ꯚꯦꯜꯌꯨ ꯑꯃꯗ ꯃꯦꯞ ꯇꯧꯗꯨꯅꯥ ꯑꯦꯗꯖꯁ꯭ꯠ ꯇꯧꯏ꯫ ꯃꯁꯤꯅ ꯄꯤꯛꯁꯦꯜꯒꯤ ꯏꯟꯇꯦꯟꯁꯤꯇꯤꯁꯤꯡ ꯑꯗꯨ ꯑꯃꯨꯛ ꯍꯟꯅ ꯌꯦꯟꯊꯣꯛꯏ ꯃꯗꯨꯅ ꯃꯈꯣꯢ ꯑꯁꯤ ꯑꯣꯏꯊꯣꯛꯄ ꯌꯥꯕ ꯚꯦꯜꯌꯨꯁꯤꯡꯒꯤ ꯔꯦꯟꯖ ꯄꯨꯝꯅꯃꯛꯇ ꯁꯟꯗꯣꯛꯏ, ꯃꯁꯤꯅ ꯃꯔꯝ ꯑꯣꯏꯗꯨꯅ ꯀꯟꯇꯔꯁ꯭ꯠ ꯍꯦꯟꯒꯠꯂꯛꯄ ꯏꯃꯦꯖ ꯑꯃ ꯊꯣꯛꯏ꯫ ꯍꯤꯁ꯭ꯇꯣꯒ꯭ꯔꯥꯝ ꯏꯀꯨꯏꯂꯥꯏꯖꯦꯁꯟ ꯑꯁꯤ ꯃꯍꯧꯁꯥꯅ ꯑꯣꯇꯣꯃꯦꯇꯦꯗ ꯄ꯭ꯔꯣꯁꯦꯁ ꯑꯃ ꯑꯣꯏꯅ ꯏꯃꯄ꯭ꯂꯤꯃꯦꯟꯇ ꯇꯧꯏ ꯑꯗꯨꯕꯨ ꯃꯁꯤ ꯁꯛꯇꯝ ꯑꯦꯗꯤꯇꯤꯡ ꯁꯣꯐꯇꯋꯥꯌꯔ ꯑꯃꯗ ꯂꯦꯚꯦꯜꯁꯤꯡ ꯅꯠꯇ꯭ꯔꯒ ꯀꯔꯚꯁ ꯑꯦꯗꯤꯇꯔꯒꯨꯝꯕ ꯈꯨꯠꯂꯥꯢ ꯑꯃꯒ ꯂꯣꯢꯅꯅꯥ ꯃꯦꯅꯨꯑꯦꯜ ꯑꯣꯏꯅ ꯇꯧꯕꯁꯨ ꯌꯥꯏ꯫ ꯃꯁꯤ ꯐꯣꯇꯣꯒ꯭ꯔꯥꯐꯤ ꯃꯦꯗꯤꯀꯦꯜ ꯏꯃꯦꯖꯤꯡ ꯑꯃꯁꯨꯡ ꯑꯇꯣꯞꯄ ꯂꯝꯁꯤꯡꯗ ꯄꯥꯛ ꯁꯟꯅ ꯁꯤꯖꯤꯟꯅꯩ ꯃꯐꯝ ꯑꯗꯨꯗ ꯀꯟꯇ꯭ꯔꯥꯁ ꯍꯦꯟꯒꯠꯍꯟꯕ ꯑꯁꯤ ꯚꯤꯖꯨꯑꯦꯜ ꯀ꯭ꯂꯦꯔꯤꯇꯤꯒꯤꯗꯃꯛꯇ ꯃꯔꯨ ꯑꯣꯏ꯫